ꯋꯦꯕꯁꯥꯏꯠ ꯇ꯭ꯔꯥꯐꯤꯛ ꯍꯦꯟꯒꯠꯍꯟꯅꯕꯥ ꯁ꯭ꯠꯔꯥꯇꯦꯖꯤꯁꯤꯡꯒꯤ ꯂꯤꯁ꯭ꯠ ꯑꯃꯥ ꯁꯦꯝꯕꯥ꯫ ꯁꯥꯔꯆ ꯏꯟꯖꯤꯟꯁꯤꯡꯒꯤꯗꯃꯛ ꯋꯦꯕꯁꯥꯏꯠ ꯑꯣꯞꯇꯤꯃꯥꯏꯖ ꯇꯧꯕ ꯀꯤ-ꯋꯥꯔꯗ, ꯃꯦꯇꯥ-ꯗꯤꯁ꯭ꯛꯔꯤꯄꯁꯟ, ꯑꯃꯁꯨꯡ ꯑꯇꯩ ꯑꯣꯟ ꯄꯦꯖ ꯁꯔꯆ ꯏꯟꯖꯤꯟ ꯑꯣꯄꯇꯤꯃꯥꯏꯖꯦꯁꯟ ꯃꯁꯤꯅꯥ ꯌꯨꯖꯔꯁꯤꯡꯅꯥ ꯃꯔꯤ ꯂꯩꯅꯕꯥ ꯋꯥꯍꯩꯁꯤꯡ ꯊꯤꯕꯥ ꯃꯇꯝꯗꯥ ꯅꯍꯥꯛꯀꯤ ꯁꯥꯏꯠ ꯑꯗꯨ ꯍꯦꯟꯅꯥ ꯂꯥꯏꯊꯣꯛꯍꯟꯒꯅꯤ꯫ ꯀ꯭ꯕꯥꯂꯤꯇꯤ ꯀꯟꯇꯦꯟꯇ ꯁꯦꯝꯕ ꯅꯍꯥꯛꯀꯤ ꯇꯥꯔꯒꯦꯠ ꯑꯣꯗꯤꯁꯅꯒꯥ ꯂꯣꯏꯅꯅꯥ ꯔꯦꯖꯣꯅꯦꯠ ꯇꯧꯕ ꯑꯈꯟꯅꯕꯥ, ꯏꯟꯐꯣꯔꯃꯦꯇꯤꯚ, ꯑꯃꯁꯨꯡ ꯑꯦꯉ꯭ꯒꯦꯖꯤꯡ ꯀꯟꯇꯦꯟꯇ ꯆꯥꯡ ꯅꯥꯏꯅꯥ ꯁꯦꯝꯕ ꯑꯃꯁꯨꯡ ꯐꯣꯡꯗꯣꯛꯄꯥ꯫ ꯀ꯭ꯕꯥꯂꯤꯇꯤ ꯂꯩꯕ ꯀꯟꯇꯦꯟꯇꯅꯥ ꯄꯥꯔꯤꯕꯁꯤꯡꯕꯨ ꯅꯍꯥꯛꯀꯤ ꯁꯥꯏꯇꯇꯥ ꯃꯇꯝ ꯁꯥꯡꯅꯥ ꯊꯝꯒꯅꯤ ꯑꯃꯁꯨꯡ ꯔꯤꯇꯔꯟ ꯚꯤꯖꯤꯇꯔꯀꯤ ꯆꯥꯡ ꯍꯦꯟꯒꯠꯍꯟꯒꯅꯤ꯫ ꯁꯣꯁꯤꯑꯦꯜ ꯃꯤꯗꯤꯌꯥ ꯁꯤꯖꯤꯟꯅꯕꯥ ꯅꯍꯥꯛꯀꯤ ꯇꯥꯔꯒꯦꯠ ꯑꯣꯗꯤꯑꯣꯗꯥ ꯁꯤꯖꯤꯟꯅꯔꯤꯕꯥ ꯁꯣꯁꯤꯑꯦꯜ ꯃꯤꯗꯤꯌꯥ ꯄ꯭ꯂꯦꯇꯐꯣꯔꯝꯁꯤꯡꯗꯥ ꯄ꯭ꯔꯦꯖꯦꯟꯁ ꯑꯃꯥ ꯁꯦꯝꯒꯠꯄꯥ ꯑꯃꯁꯨꯡ ꯅꯍꯥꯛꯀꯤ ꯀꯟꯇꯦꯟꯇ ꯑꯗꯨ ꯅꯍꯥꯛꯀꯤ ꯐꯣꯂꯣꯋꯔꯁꯤꯡꯗꯥ ꯄ꯭ꯔꯃꯣꯠ ꯇꯧꯕ꯫ ꯀꯃꯦꯟꯇ ꯑꯃꯁꯨꯡ ꯃꯦꯁꯦꯖꯁꯤꯡꯒꯤ ꯄꯥꯎꯈꯨꯝ ꯄꯤꯗꯨꯅꯥ, ꯄꯣꯜ ꯁꯦꯝꯗꯨꯅꯥ ꯅꯠꯇ꯭ꯔꯒꯥ ꯒꯤꯐ ꯑꯦꯋꯦ ꯍꯣꯁ꯭ꯠ ꯇꯧꯗꯨꯅꯥ ꯅꯍꯥꯛꯀꯤ ꯑꯣꯗꯤꯑꯣꯗꯥ ꯑꯦꯉ꯭ꯒꯦꯖ ꯇꯧꯕꯤꯌꯨ꯫ ꯒꯦꯁ꯭ꯠ ꯕ꯭ꯂꯣꯒꯤꯡ ꯅꯍꯥꯛꯀꯤ ꯅꯤꯆꯇꯥ ꯂꯩꯕꯥ ꯃꯤꯌꯥꯝꯅꯥ ꯄꯥꯝꯅꯕꯥ ꯕ꯭ꯂꯣꯒꯥꯔꯁꯤꯡ ꯅꯠꯇ꯭ꯔꯒꯥ ꯋꯦꯕꯁꯥꯏꯇꯁꯤꯡꯗꯥ ꯌꯧꯕꯤꯌꯨ ꯑꯃꯁꯨꯡ ꯒꯦꯁ꯭ꯠ ꯄꯣꯁ꯭ꯠ ꯑꯃꯥ ꯏꯅꯕꯥ ꯍꯥꯏꯕꯤꯌꯨ꯫ ꯃꯁꯤꯅꯥ ꯅꯍꯥꯛꯄꯨ ꯃꯈꯣꯏꯒꯤ ꯑꯣꯗꯤꯑꯣꯗꯥ ꯇꯦꯞ ꯇꯧꯕꯗꯥ ꯃꯇꯦꯡ ꯄꯥꯡꯒꯅꯤ ꯑꯃꯁꯨꯡ ꯅꯍꯥꯛꯀꯤ ꯁꯥꯏꯇꯇꯥ ꯇ꯭ꯔꯥꯐꯤꯛ ꯑꯃꯨꯛ ꯍꯟꯅꯥ ꯄꯨꯔꯛꯄꯥ ꯉꯝꯒꯅꯤ꯫ ꯏꯃꯦꯜ ꯃꯥꯔꯀꯦꯇꯤꯡ ꯃꯦꯜ ꯂꯤꯁ꯭ꯠ ꯑꯃꯥ ꯁꯦꯝꯃꯨ ꯑꯃꯁꯨꯡ ꯇ꯭ꯔꯥꯐꯤꯛ ꯍꯦꯅꯒꯠꯍꯟꯅꯕꯥ ꯑꯅꯧꯕꯥ ꯀꯟꯇꯦꯟꯇ ꯅꯠꯇ꯭ꯔꯒꯥ ꯑꯈꯟꯅꯕꯥ ꯑꯣꯐꯔꯁꯤꯡ ꯄ꯭ꯔꯃꯣꯠ ꯇꯧꯗꯨꯅꯥ ꯁꯕꯁ꯭ꯛꯔꯥꯏꯕꯔꯁꯤꯡꯗꯥ ꯆꯥꯡ ꯅꯥꯏꯅꯥ ꯄꯥꯎ ꯆꯦ ꯅꯠꯇ꯭ꯔꯒꯥ ꯑꯄꯗꯦꯠꯁꯤꯡ ꯊꯥꯕꯥ꯫ ꯄꯦꯏꯗ ꯑꯦꯗꯚꯥꯔꯇꯥꯏꯖꯃꯦꯟꯇ ꯅꯍꯥꯛꯀꯤ ꯋꯦꯕꯁꯥꯏꯇꯇꯥ ꯇꯥꯔꯒꯦꯠ ꯇꯧꯔꯕꯥ ꯇ꯭ꯔꯥꯐꯤꯛ ꯍꯦꯟꯒꯠꯍꯟꯅꯕꯥ ꯒꯨꯒꯜ ꯑꯦꯗꯁ ꯅꯠꯇ꯭ꯔꯒꯥ ꯁꯣꯁꯤꯑꯦꯜ ꯃꯤꯗꯤꯌꯥ ꯑꯦꯗꯚꯥꯔꯇꯥꯏꯁꯤꯡꯒꯨꯝꯕꯥ ꯄ꯭ꯂꯦꯇꯐꯣꯔꯝꯁꯤꯡ ꯁꯤꯖꯤꯟꯅꯧ꯫ ꯃꯁꯤꯅꯥ ꯃꯔꯨꯑꯣꯏꯅꯥ ꯌꯧꯅꯕꯥ ꯍꯦꯟꯒꯠꯍꯟꯅꯕꯥ ꯍꯣꯠꯅꯔꯤꯕꯥ ꯏꯀꯝꯃꯔꯁ ꯕꯤꯖꯤꯅꯦꯁꯁꯤꯡꯒꯤꯗꯃꯛꯇꯥ ꯏꯐꯦꯛꯇꯤꯚ ꯑꯣꯏꯕ ꯌꯥꯏ꯫ ꯏꯟꯐ꯭ꯂꯨꯑꯦꯟꯁꯔ ꯃꯥꯔꯀꯦꯇꯤꯡ ꯅꯍꯥꯛꯀꯤ ꯋꯦꯕꯁꯥꯏꯠ ꯅꯠꯇ꯭ꯔꯒꯥ ꯄ꯭ꯔꯗꯛꯇ ꯑꯗꯨ ꯃꯈꯣꯏꯒꯤ ꯁꯣꯁꯤꯑꯦꯜ ꯃꯤꯗꯤꯌꯥ ꯄ꯭ꯂꯦꯠꯐꯣꯔꯝꯁꯤꯡꯗꯥ ꯄ꯭ꯔꯃꯣꯠ ꯇꯧꯅꯕꯥ ꯅꯍꯥꯛꯀꯤ ꯅꯤꯆꯇꯥ ꯂꯩꯕꯥ ꯏꯟꯐ꯭ꯂꯨꯑꯦꯟꯁꯔꯁꯤꯡꯒꯥ ꯄꯥꯔꯇꯅꯔ ꯑꯣꯏꯕ꯫ ꯃꯁꯤꯅꯥ ꯃꯔꯨꯑꯣꯏꯅꯥ ꯀꯔꯤꯒꯨꯝꯕꯥ ꯏꯟꯐ꯭ꯂꯨꯑꯦꯟꯖꯥ ꯑꯗꯨꯅꯥ ꯑꯆꯧꯕꯥ ꯑꯃꯁꯨꯡ ꯑꯦꯉ꯭ꯒꯦꯖ ꯇꯧꯔꯕꯥ ꯐꯣꯂꯣꯋꯤꯡ ꯑꯃꯥ ꯂꯩꯔꯕꯗꯤ ꯇ꯭ꯔꯥꯐꯤꯛ ꯃꯁꯤꯡ ꯌꯥꯝꯅꯥ ꯊꯧꯒꯠꯄꯗꯥ ꯃꯇꯦꯡ ꯄꯥꯡꯕꯥ ꯉꯝꯒꯅꯤ꯫ ꯄ꯭ꯔꯣꯃꯣꯁꯟ ꯅꯠꯔꯒꯥ ꯀꯟꯇꯦꯁ꯭ꯇꯁꯤꯡ ꯆꯠꯊꯕꯥ ꯌꯨꯖꯔꯁꯤꯡꯅꯥ ꯅꯍꯥꯛꯀꯤ ꯁꯥꯏꯠꯇꯥ ꯆꯠꯅꯕꯥ ꯄꯨꯛꯅꯤꯡ ꯊꯧꯒꯠꯅꯕꯥ ꯒꯤꯐ ꯑꯦꯋꯦ ꯑꯃꯥ ꯍꯣꯁ꯭ꯠ ꯇꯧꯕ ꯅꯠꯇ꯭ꯔꯒꯥ ꯑꯈꯟꯅꯕꯥ ꯄ꯭ꯔꯣꯃꯣꯁꯟ ꯑꯃꯥ ꯆꯠꯊꯕꯥ꯫ ꯑꯦꯉ꯭ꯒꯦꯖꯃꯦꯟꯇ ꯃꯦꯛꯁꯤꯃꯥꯏꯖ ꯇꯧꯅꯕꯥ ꯁꯣꯁꯤꯑꯦꯜ ꯃꯤꯗꯤꯌꯥꯗꯥ ꯑꯃꯁꯨꯡ ꯏꯃꯦꯜ ꯃꯥꯔꯀꯦꯇꯤꯡꯒꯤ ꯈꯨꯠꯊꯥꯡꯗꯥ ꯀꯟꯇꯦꯁ꯭ꯠ ꯑꯁꯤ ꯄ꯭ꯔꯃꯣꯠ ꯇꯧꯕꯥ꯫ ꯑꯦꯅꯥꯂꯥꯏꯇꯤꯛꯁ ꯁꯤꯖꯤꯟꯅꯧ ꯅꯍꯥꯛꯀꯤ ꯋꯦꯕꯁꯥꯏꯇꯀꯤ ꯇ꯭ꯔꯥꯐꯤꯛ ꯌꯦꯡꯁꯤꯜꯂꯨ ꯑꯃꯁꯨꯡ ꯀꯔꯤ ꯊꯕꯛ ꯇꯧꯔꯤꯕꯒꯦ ꯑꯃꯁꯨꯡ ꯀꯔꯤ ꯇꯧꯗ꯭ꯔꯤꯕꯒꯦ ꯍꯥꯏꯕꯗꯨ ꯈꯪꯗꯣꯛꯅꯕꯥ ꯑꯦꯅꯥꯂꯥꯏꯇꯤꯛꯁꯀꯤ ꯈꯨꯠꯂꯥꯏꯁꯤꯡ ꯁꯤꯖꯤꯟꯅꯧ꯫ ꯃꯁꯤꯅꯥ ꯅꯍꯥꯛꯀꯤ ꯍꯣꯠꯅꯔꯤꯕꯁꯤꯡ ꯑꯗꯨ ꯀꯗꯥꯏꯗꯥ ꯃꯤꯠꯌꯦꯡ ꯊꯝꯒꯗꯒꯦ ꯑꯃꯁꯨꯡ ꯈ꯭ꯋꯥꯏꯗꯒꯤ ꯌꯥꯝꯅꯥ ꯐꯂꯁꯤꯡ ꯐꯪꯅꯕꯒꯤꯗꯃꯛ ꯅꯍꯥꯛꯀꯤ ꯁ꯭ꯠꯔꯥꯇꯦꯖꯤ ꯑꯗꯨ ꯀꯔꯝꯅꯥ ꯑꯣꯞꯇꯤꯃꯥꯏꯖ ꯇꯧꯒꯗꯒꯦ ꯍꯥꯏꯕꯒꯤ ꯃꯇꯥꯡꯗꯥ ꯋꯥꯈꯜ ꯇꯥꯕ ꯋꯥꯔꯦꯞ ꯂꯧꯕꯗꯥ ꯃꯇꯦꯡ ꯄꯥꯡꯒꯅꯤ꯫ ꯑꯇꯣꯞꯄꯥ ꯕꯤꯖꯤꯅꯦꯁꯁꯤꯡꯒꯥ ꯄꯨꯟꯅꯥ ꯊꯕꯛ ꯇꯧꯃꯤꯟꯅꯕꯤꯌꯨ ꯑꯃꯅꯥ ꯑꯃꯒꯤ ꯀꯟꯇꯦꯟꯇ ꯅꯠꯔꯒꯥ ꯄ꯭ꯔꯗꯛꯇꯁꯤꯡ ꯀ꯭ꯔꯣꯁ ꯄ꯭ꯔꯣꯃꯣꯠ ꯇꯧꯅꯕꯥ ꯑꯗꯣꯝꯒꯤ ꯅꯥꯏꯇꯣꯝ ꯂꯩꯕ ꯑꯇꯣꯞꯄꯥ ꯕꯤꯖꯤꯅꯦꯁꯁꯤꯡꯒꯥ ꯄꯨꯟꯅꯥ ꯊꯕꯛ ꯇꯧꯃꯤꯟꯅꯕꯤꯌꯨ꯫ ꯃꯁꯤꯅꯥ ꯅꯍꯥꯛꯄꯨ ꯑꯅꯧꯕꯥ ꯑꯣꯗꯤꯑꯣꯁꯤꯡꯗꯥ ꯇꯦꯞ ꯇꯧꯕꯗꯥ ꯑꯃꯁꯨꯡ ꯅꯍꯥꯛꯀꯤ ꯁꯥꯏꯇꯇꯥ ꯍꯦꯟꯅꯥ ꯇ꯭ꯔꯥꯐꯤꯛ ꯍꯦꯟꯒꯠꯍꯟꯕꯗꯥ ꯃꯇꯦꯡ ꯄꯥꯡꯒꯅꯤ꯫